ꯔꯥꯖꯀꯨꯃꯥꯔ ꯑꯃꯒꯥ ꯗ꯭ꯔꯥꯒꯟ ꯈꯔꯒꯤ ꯃꯔꯝꯗꯥ ꯋꯥꯔꯤ ꯑꯃꯥ ꯁꯦꯝꯃꯨ꯫ ꯃꯇꯝ ꯑꯃꯗꯥ ꯌꯥꯝꯅꯥ ꯂꯥꯞꯅꯥ ꯂꯩꯕꯥ ꯅꯤꯡꯊꯧ ꯂꯩꯕꯥꯛ ꯑꯃꯗꯥ ꯑꯔꯣꯔꯥ ꯀꯧꯕꯥ ꯐꯖꯔꯕꯥ ꯔꯥꯖꯀꯨꯃꯥꯔ ꯑꯃꯥ ꯂꯩꯔꯝꯃꯤ꯫ ꯃꯍꯥꯛ ꯃꯍꯥꯛꯀꯤ ꯃꯃꯥ-ꯃꯄꯥ ꯅꯤꯡꯊꯧ ꯑꯃꯁꯨꯡ ꯔꯥꯅꯤꯒꯥ ꯂꯣꯏꯅꯅꯥ ꯂꯝꯗꯝ ꯑꯃꯗꯥ ꯂꯩꯕꯥ ꯑꯆꯧꯕꯥ ꯀꯦꯁꯇꯜ ꯑꯃꯗꯥ ꯂꯩꯔꯝꯃꯤ꯫ ꯃꯍꯥꯛ ꯌꯥꯝꯅꯥ ꯃꯤꯅꯨꯡꯁꯤ ꯂꯩꯕꯥ ꯃꯤꯁꯛ ꯑꯃꯅꯤ ꯑꯃꯁꯨꯡ ꯅꯤꯡꯊꯧ ꯂꯩꯕꯥꯛꯀꯤ ꯃꯤ ꯈꯨꯗꯤꯡꯃꯛꯅꯥ ꯃꯍꯥꯛꯄꯨ ꯅꯨꯡꯁꯤꯖꯈꯤ꯫ ꯑꯔꯣꯔꯥꯅꯥ ꯃꯍꯥꯛꯅꯥ ꯄꯥꯝꯖꯕꯥ ꯈꯨꯗꯤꯡꯃꯛ ꯂꯩꯈꯤ ꯑꯃꯁꯨꯡ ꯃꯍꯥꯛꯀꯤ ꯄꯨꯟꯁꯤꯗꯥ ꯅꯨꯡꯉꯥꯏꯈꯤ, ꯅꯣꯡꯃꯥ ꯅꯨꯃꯤꯠ ꯑꯃꯗꯥ ꯅꯤꯡꯊꯧ ꯂꯩꯕꯥꯛ ꯑꯗꯨ ꯑꯀꯟꯕꯥ ꯗ꯭ꯔꯥꯒꯟꯁꯤꯡꯒꯤ ꯀꯥꯡꯂꯨꯞ ꯑꯃꯅꯥ ꯈꯨꯗꯣꯡꯊꯤꯕꯥ ꯅꯪꯍꯟꯈꯤ꯫ ꯗ꯭ꯔꯥꯒꯟꯁꯤꯡ ꯑꯗꯨ ꯌꯥꯝꯅꯥ ꯆꯥꯎꯏ ꯑꯃꯁꯨꯡ ꯃꯩ ꯊꯥꯗꯨꯅꯥ ꯃꯈꯣꯏꯒꯤ ꯂꯝꯕꯤꯗꯥ ꯂꯩꯔꯤꯕꯥ ꯄꯨꯝꯅꯃꯛꯄꯨ ꯃꯥꯡꯍꯟꯈꯤ꯫ ꯈꯨꯡꯒꯪꯒꯤ ꯃꯤꯁꯤꯡꯅꯥ ꯌꯥꯝꯅꯥ ꯉꯛꯈꯤ ꯑꯃꯁꯨꯡ ꯅꯤꯡꯊꯧ ꯂꯩꯕꯥꯛ ꯑꯗꯨ ꯑꯔꯥꯞꯄꯥ ꯃꯅꯨꯡꯗꯥ ꯂꯩꯈꯤ꯫ ꯅꯤꯡꯊꯧ ꯑꯃꯁꯨꯡ ꯔꯥꯅꯤꯅꯥ ꯁꯣꯂꯨꯁꯟ ꯑꯃꯥ ꯊꯤꯕꯗꯥ ꯌꯥꯝꯅꯥ ꯋꯥꯅꯥ ꯊꯣꯛꯈꯤ ꯑꯗꯨꯕꯨ ꯃꯈꯣꯏ ꯌꯥꯝꯅꯥ ꯋꯥꯅꯥ ꯊꯣꯛꯈꯤ꯫ ꯑꯔꯣꯔꯥꯅꯥ ꯈꯪꯂꯝꯏ ꯃꯗꯨꯗꯤ ꯃꯍꯥꯛꯅꯥ ꯃꯍꯥꯛꯀꯤ ꯃꯤꯌꯥꯝꯕꯨ ꯃꯇꯦꯡ ꯄꯥꯡꯅꯕꯥ ꯑꯃꯁꯨꯡ ꯉꯥꯛꯊꯣꯛꯅꯕꯥ ꯀꯔꯤꯒꯨꯝꯕꯥ ꯈꯔꯥ ꯇꯧꯒꯗꯕꯅꯤ꯫ ꯃꯍꯥꯛꯅꯥ ꯃꯍꯥꯛꯀꯤ ꯃꯃꯥꯅꯥ ꯃꯍꯥꯛꯄꯨ ꯅꯍꯥ ꯑꯣꯏꯔꯤꯉꯩꯗꯥ ꯍꯥꯏꯔꯝꯕꯥ ꯑꯔꯤꯕꯥ ꯋꯥꯔꯤ ꯑꯃꯥ ꯅꯤꯡꯁꯤꯡꯂꯛꯈꯤ, ꯃꯗꯨꯗꯤ ꯇꯨꯔꯦꯜꯗꯥ ꯂꯩꯕꯥ ꯒꯨꯍꯥ ꯑꯃꯒꯤ ꯃꯅꯨꯡꯗꯥ ꯂꯩꯕꯥ ꯁꯥꯟꯇꯤꯒꯤ ꯁ꯭ꯇꯣꯟ ꯑꯃꯒꯤ ꯃꯇꯥꯡꯗꯥ ꯅꯤꯡꯁꯤꯡꯂꯛꯈꯤ꯫ ꯊꯧꯅꯥ ꯑꯃꯁꯨꯡ ꯋꯥꯔꯦꯞ ꯂꯧꯗꯨꯅꯥ ꯑꯔꯣꯔꯥꯅꯥ ꯀꯦꯁꯇꯜ ꯊꯥꯗꯣꯛꯇꯨꯅꯥ ꯁꯥꯟꯇꯤꯒꯤ ꯁ꯭ꯇꯣꯟ ꯊꯤꯅꯕꯥ ꯃꯍꯥꯛꯀꯤ ꯈꯣꯡꯆꯠ ꯍꯧꯈꯤ꯫ ꯂꯝꯕꯤꯗꯥ ꯃꯍꯥꯛꯅꯥ ꯁꯤꯡꯅꯕꯥ ꯀꯌꯥ ꯃꯥꯌꯣꯛꯅꯈꯤ ꯑꯗꯨꯕꯨ ꯀꯩꯗꯧꯅꯨꯡꯗꯥ ꯑꯥꯁꯥ ꯃꯥꯡꯈꯤꯗꯦ꯫ ꯒꯨꯍꯥ ꯑꯗꯨꯗꯥ ꯌꯧꯔꯛꯄꯥ ꯃꯇꯝꯗꯥ ꯃꯍꯥꯛꯅꯥ ꯏꯊꯠꯀꯤ ꯃꯉꯥꯜꯅꯥ ꯊꯜꯂꯕꯥ ꯁꯥꯟꯇꯤꯒꯤ ꯁ꯭ꯇꯣꯟ ꯑꯗꯨ ꯎꯈꯤ꯫ ꯃꯍꯥꯛꯅꯥ ꯁꯤꯜ ꯑꯗꯨ ꯂꯧꯔꯒꯥ ꯅꯤꯡꯊꯧ ꯂꯩꯕꯥꯛꯇꯥ ꯍꯜꯂꯛꯈꯤ꯫ ꯃꯍꯥꯛ ꯅꯤꯡꯊꯧ ꯂꯩꯕꯥꯛ ꯑꯗꯨꯗꯥ ꯍꯜꯂꯛꯄꯥ ꯃꯇꯛꯗꯥ ꯃꯍꯥꯛꯅꯥ ꯗ꯭ꯔꯥꯒꯟꯁꯤꯡꯒꯤ ꯃꯅꯥꯛꯇꯥ ꯂꯦꯞꯂꯒꯥ ꯁꯥꯟꯇꯤꯒꯤ ꯁꯤꯜ ꯑꯗꯨ ꯃꯍꯥꯛꯀꯤ ꯈꯨꯠꯇꯥ ꯊꯝꯈꯤ꯫ ꯁꯤꯜ ꯑꯗꯨꯗꯒꯤ ꯂꯥꯛꯄꯥ ꯃꯉꯥꯜ ꯑꯗꯨ ꯑꯁꯨꯛꯀꯤ ꯃꯇꯤꯛ ꯃꯉꯥꯜ ꯄꯤꯈꯤ ꯃꯗꯨꯗꯤ ꯃꯁꯤꯅꯥ ꯗ꯭ꯔꯥꯒꯟꯁꯤꯡꯒꯤ ꯄꯨꯛꯅꯤꯡ ꯆꯤꯡꯁꯤꯟꯈꯤ꯫ ꯃꯈꯣꯏꯅꯥ ꯃꯈꯣꯏꯒꯤ ꯃꯥꯡꯍꯟ ꯇꯥꯛꯍꯟꯕꯥ ꯊꯤꯡꯈꯤ ꯑꯃꯁꯨꯡ ꯑꯔꯣꯔꯥꯒꯤ ꯃꯥꯏꯀꯩꯗꯥ ꯎꯔꯦ꯫ ꯃꯈꯣꯏꯅꯥ ꯃꯍꯥꯛꯀꯤ ꯃꯅꯥꯛꯇꯥ ꯌꯧꯔꯛꯄꯥ ꯃꯇꯃꯗꯥ ꯃꯈꯣꯏ ꯅꯤꯡꯊꯤꯖꯅꯥ ꯑꯃꯁꯨꯡ ꯁꯥꯟꯇꯤ ꯂꯩꯅꯥ ꯁꯥꯟꯇꯤꯒꯤ ꯁꯤꯜꯒꯤ ꯃꯈꯥꯗꯥ ꯊꯨꯡꯂꯈꯤ꯫ ꯑꯔꯣꯔꯥꯅꯥ ꯅꯤꯡꯊꯧ ꯂꯩꯕꯥꯛ ꯑꯗꯨ ꯀꯟꯕꯤꯔꯝꯃꯤ, ꯈꯨꯡꯒꯪꯒꯤ ꯃꯤꯁꯤꯡꯅꯥ ꯍꯔꯥꯎꯈꯤ꯫ ꯗ꯭ꯔꯥꯒꯟꯁꯤꯡ ꯑꯗꯨꯅꯥ ꯅꯤꯡꯊꯧ ꯂꯩꯕꯥꯛ ꯑꯗꯨꯒꯥ ꯃꯔꯨꯞ ꯑꯣꯏꯔꯛꯈꯤ ꯑꯃꯁꯨꯡ ꯃꯈꯣꯏꯅꯥ ꯁꯥꯟꯇꯤ ꯑꯃꯁꯨꯡ ꯅꯨꯡꯁꯤꯅꯅꯥ ꯂꯩꯃꯤꯟꯅꯈꯤ꯫ ꯑꯔꯣꯔꯥꯕꯨ ꯍꯤꯔꯣ ꯑꯃꯥ ꯑꯣꯏꯅꯥ ꯊꯥꯒꯠꯈꯤ ꯑꯃꯁꯨꯡ ꯃꯍꯥꯛꯅꯥ ꯃꯥꯂꯦꯝꯗꯥ ꯑꯍꯣꯡꯕꯥ ꯑꯃꯥ ꯄꯨꯔꯛꯈꯤ ꯍꯥꯏꯕꯥ ꯃꯍꯥꯛꯅꯥ ꯈꯪꯈꯤ꯫ ꯅꯨꯃꯤꯠ ꯑꯗꯨꯗꯒꯤ ꯍꯧꯅꯥ ꯑꯔꯣꯔꯥꯅꯥ ꯃꯍꯥꯛꯀꯤ ꯄꯨꯟꯁꯤꯕꯨ ꯊꯧꯅꯥ, ꯃꯤꯅꯨꯡꯁꯤ ꯑꯃꯁꯨꯡ ꯅꯨꯡꯁꯤꯕꯒꯥ ꯂꯣꯏꯅꯅꯥ ꯍꯤꯡꯈꯤ, ꯃꯍꯥꯛꯅꯥ ꯃꯥꯂꯦꯝ ꯑꯁꯤꯕꯨ ꯍꯦꯟꯅꯥ ꯐꯕꯥ ꯃꯑꯣꯡꯗꯥ ꯍꯣꯡꯗꯣꯛꯄꯥ ꯉꯝꯕꯒꯤ ꯁꯛꯇꯤ ꯂꯩ ꯍꯥꯏꯕꯥ ꯈꯪꯈꯤ ꯑꯃꯁꯨꯡ ꯃꯈꯣꯏ ꯄꯨꯝꯅꯃꯛ ꯅꯨꯡꯉꯥꯏꯅꯥ ꯍꯤꯡꯈꯤ꯫